ꯑꯦ. ꯑꯥꯏ. ꯗꯥ ꯍꯟꯗꯛꯇ ꯂꯥꯛꯈꯤꯕ ꯑꯍꯣꯡꯕꯁꯤꯡꯒꯤ ꯃꯇꯥꯡꯗ ꯃꯄꯨꯡ ꯐꯥꯕ ꯋꯥꯔꯣꯜ ꯑꯃ ꯏꯕꯤꯌꯨ꯫ ꯑꯦ. ꯑꯥꯏ. ꯅꯥ ꯈꯪꯅꯔꯕ ꯑꯥꯔꯇꯤꯐꯤꯁꯤꯑꯦꯜ ꯏꯟꯇꯤꯂꯤꯖꯦꯟꯁ ꯑꯁꯤꯅ ꯍꯧꯈꯤꯕ ꯆꯍꯤ ꯈꯔꯁꯤꯗ ꯃꯁꯛ ꯊꯣꯛꯄ ꯑꯍꯣꯡꯕ ꯀꯌꯥ ꯄꯨꯔꯛꯇꯨꯅ ꯑꯩꯈꯣꯏꯒꯤ ꯄꯨꯟꯁꯤ, ꯊꯕꯛ ꯇꯧꯕ ꯑꯃꯁꯨꯡ ꯇꯦꯛꯅꯣꯂꯣꯖꯤꯒ ꯂꯣꯏꯅꯅ ꯆꯠꯃꯤꯟꯅꯕꯒꯤ ꯃꯑꯣꯡ ꯃꯇꯧꯗ ꯑꯍꯣꯡꯕ ꯄꯨꯔꯛꯂꯤ꯫ ꯑꯦ. ꯑꯥꯏ. ꯅꯥ ꯃꯤꯑꯣꯏꯕꯒꯤ ꯂꯝꯆꯠ-ꯁꯥꯖꯠ, ꯋꯥꯈꯜꯒꯤ ꯊꯧꯑꯣꯡꯁꯤꯡ ꯑꯃꯁꯨꯡ ꯋꯥꯈꯜ ꯂꯧꯁꯤꯡ ꯂꯩꯕꯥ ꯄꯥꯎꯈꯨꯝꯁꯤꯡ ꯁꯤꯃꯨꯂꯦꯠ ꯇꯧꯅꯕ ꯑꯍꯣꯡꯕ ꯀꯝꯄ꯭ꯌꯨꯇꯦꯁꯅꯦꯜ ꯁꯤꯁꯇꯦꯝꯁꯤꯡ ꯁꯤꯖꯤꯟꯅꯕꯕꯨ ꯈꯪꯅꯩ꯫ ꯃꯁꯤꯅ ꯀꯝꯄ꯭ꯌꯨꯇꯔ ꯑꯃꯁꯨꯡ ꯃꯦꯁꯤꯟꯁꯤꯡꯕꯨ ꯃꯍꯧꯁꯥꯅ ꯃꯤꯑꯣꯏꯕꯒꯤ ꯋꯥꯈꯜ ꯂꯧꯁꯤꯡ ꯃꯊꯧ ꯇꯥꯕ ꯊꯕꯛꯁꯤꯡ, ꯍꯥꯏꯕꯗꯤ ꯚꯤꯖꯨꯑꯦꯜ ꯄꯔꯁꯦꯄꯁꯟ, ꯁꯄꯤꯆ ꯔꯤꯀꯣꯒꯅꯤꯁꯟ, ꯋꯥꯔꯦꯞ ꯂꯧꯕ, ꯑꯃꯁꯨꯡ ꯂꯣꯜ ꯍꯟꯗꯣꯛꯄ ꯑꯁꯤꯅꯆꯤꯡꯕ ꯄꯥꯡꯊꯣꯛꯄ ꯌꯥꯍꯜꯂꯤ꯫ ꯑꯦ. ꯑꯥꯏ. ꯗꯥ ꯍꯟꯗꯛꯀꯤ ꯈ꯭ꯋꯥꯏꯗꯒꯤ ꯃꯔꯨꯑꯣꯏꯕ ꯑꯍꯣꯡꯕ ꯑꯃꯗꯤ ꯗꯤꯞ ꯂꯔꯅꯤꯡ ꯇꯦꯛꯅꯤꯛꯁꯤꯡ ꯁꯤꯖꯤꯟꯅꯕ ꯍꯦꯟꯒꯠꯂꯛꯄꯅꯤ ꯃꯗꯨꯅ ꯃꯦꯁꯤꯟꯁꯤꯡꯅ ꯑꯆꯧꯕ ꯃꯁꯤꯡꯒꯤ ꯗꯦꯇꯥ ꯄ꯭ꯔꯣꯁꯦꯁ ꯇꯧꯕ ꯑꯃꯁꯨꯡ ꯄꯦꯇꯔꯟꯁꯤꯡ ꯈꯪꯗꯣꯛꯄ, ꯗꯦꯇꯥ ꯑꯗꯨꯗ ꯌꯨꯝꯐꯝ ꯑꯣꯏꯔꯒ ꯄ꯭ꯔꯤꯗꯤꯛꯁꯟ ꯑꯃꯁꯨꯡ ꯋꯥꯔꯦꯞ ꯂꯧꯕ ꯌꯥꯍꯜꯂꯤ꯫ ꯗꯤꯞ ꯂꯔꯅꯤꯡꯅ ꯃꯤꯑꯣꯏꯕꯒꯤ ꯕ꯭ꯔꯦꯟꯒꯤ ꯁ꯭ꯇꯔꯛꯆꯔ ꯑꯃꯁꯨꯡ ꯐꯪꯛꯁꯟ ꯑꯁꯤ ꯌꯦꯡꯁꯤꯟꯅꯕ ꯁꯦꯝꯈꯤꯕ ꯑꯥꯔꯇꯤꯐꯤꯁꯤꯑꯦꯜ ꯅ꯭ꯌꯨꯔꯜ ꯅꯦꯇꯋꯥꯔꯛꯁꯤꯡꯒꯤ ꯃꯁꯤꯡ ꯌꯥꯝꯂꯕ ꯂꯦꯌꯔꯁꯤꯡ ꯁꯤꯖꯤꯟꯅꯗꯨꯅ ꯊꯕꯛ ꯇꯧꯏ꯫ ꯃꯁꯤꯅ ꯀꯝꯄ꯭ꯌꯨꯇꯔ ꯚꯤꯖꯟ, ꯁꯄꯤꯆ ꯔꯤꯀꯣꯒꯅꯤꯁꯟ, ꯑꯃꯁꯨꯡ ꯅꯦꯆꯔꯦꯜ ꯂꯦꯡꯒꯨꯌꯦꯖ ꯄ꯭ꯔꯣꯁꯦꯁꯤꯡꯒꯨꯝꯕ ꯂꯝꯁꯤꯡꯗ ꯆꯥꯎꯅ ꯑꯍꯣꯡꯕ ꯄꯨꯔꯛꯂꯦ꯫ ꯑꯦ. ꯑꯥꯏ. ꯅꯥ ꯃꯁꯛ ꯊꯣꯛꯄ ꯑꯍꯣꯡꯕ ꯑꯃ ꯄꯨꯔꯛꯈꯤꯕ ꯑꯇꯣꯞꯄ ꯂꯝ ꯑꯃꯗꯤ ꯔꯣꯕꯣꯇꯤꯛꯁꯇ ꯂꯩꯔꯤ꯫ ꯍꯟꯗꯛꯀꯤ ꯃꯦꯁꯤꯟ ꯂꯔꯅꯤꯡ ꯑꯃꯁꯨꯡ ꯀꯝꯄ꯭ꯌꯨꯇꯔ ꯚꯤꯖꯟꯗ ꯑꯍꯣꯡꯕ ꯂꯥꯛꯄꯅ ꯃꯈꯣꯏꯒꯤ ꯑꯀꯣꯏꯕꯒꯤ ꯐꯤꯕꯝ ꯈꯪꯕ ꯈꯛꯇ ꯅꯠꯇꯅ ꯃꯁꯤꯗꯒꯤ ꯇꯝꯖꯕ ꯉꯝꯕ ꯑꯃꯁꯨꯡ ꯃꯈꯣꯏꯒꯤ ꯑꯣꯕꯖꯥꯔꯕꯦꯁꯟꯁꯤꯡꯗ ꯌꯨꯝꯐꯝ ꯑꯣꯏꯔꯒ ꯋꯥꯔꯦꯞ ꯂꯧꯕ ꯉꯝꯕ ꯔꯣꯕꯣꯠꯁꯤꯡ ꯁꯦꯝꯒꯠꯄ ꯉꯝꯍꯜꯂꯦ꯫ ꯑꯦ. ꯑꯥꯏ. ꯗꯥ ꯂꯥꯛꯄ ꯑꯍꯣꯡꯕꯁꯤꯡ ꯑꯁꯤꯅ ꯃꯦꯟꯌꯨꯐꯦꯛꯆꯔꯤꯡ, ꯂꯣꯖꯤꯁꯇꯤꯛꯁ, ꯑꯃꯁꯨꯡ ꯑꯇꯣꯞꯄ ꯏꯟꯗꯁ꯭ꯇꯔꯤ ꯀꯌꯥꯗ ꯑꯍꯣꯡꯕ ꯄꯨꯔꯛꯅꯕꯒꯤ ꯄꯣꯇꯦꯟꯁꯤꯌꯦꯜ ꯂꯩꯔꯤ, ꯃꯁꯤꯅ ꯍꯦꯟꯅ ꯏꯐꯤꯁꯤꯑꯦꯟꯁꯤ ꯑꯃꯁꯨꯡ ꯄ꯭ꯔꯗꯛꯇꯤꯕꯤꯇꯤꯒꯤ ꯈꯨꯗꯣꯡꯆꯥꯕ ꯄꯤꯔꯤ꯫ ꯑꯦ. ꯑꯥꯏ. ꯅꯥ ꯍꯦꯜꯊꯀꯦꯌꯔ ꯄꯤꯕꯒꯤ ꯃꯑꯣꯡꯗꯁꯨ ꯑꯍꯣꯡꯕ ꯄꯨꯔꯛꯂꯤ, ꯃꯁꯤꯅ ꯑꯅꯥꯕꯁꯤꯡ ꯈꯪꯗꯣꯛꯄ ꯑꯃꯁꯨꯡ ꯂꯥꯌꯦꯡꯕꯗ ꯃꯇꯦꯡ ꯄꯥꯡꯕ ꯉꯝꯕ ꯁ꯭ꯃꯥꯔꯠ ꯁꯤꯁꯇꯦꯝꯁꯤꯡ ꯄꯤꯔꯤ꯫ ꯃꯦꯁꯤꯟ ꯂꯔꯅꯤꯡ ꯑꯦꯜꯒꯣꯔꯤꯊꯝꯁꯤꯡꯅꯥ ꯃꯦꯗꯤꯀꯦꯜ ꯔꯦꯀꯣꯔꯗꯁꯤꯡ ꯑꯦꯅꯥꯂꯥꯏꯖ ꯇꯧꯕ ꯌꯥꯏ ꯑꯃꯁꯨꯡ ꯄꯦꯇꯔꯟꯁꯤꯡ ꯈꯪꯗꯣꯛꯅꯕ ꯑꯃꯁꯨꯡ ꯃꯤꯑꯣꯏ ꯑꯃꯃꯃꯒꯤ ꯑꯅꯥꯕꯁꯤꯡꯒꯤ ꯃꯇꯨꯡ ꯏꯟꯅ ꯂꯥꯌꯦꯡꯕꯒꯤ ꯑꯣꯄꯁꯟꯁꯤꯡ ꯁꯖꯦꯁꯠ ꯇꯧꯅꯕ ꯗꯦꯇꯥ ꯃꯥꯏꯅꯤꯡ ꯇꯧꯕ ꯌꯥꯏ꯫ ꯑꯦ. ꯑꯥꯏ. ꯅꯥ ꯃꯊꯧ ꯇꯧꯕꯥ ꯁꯤꯁꯇꯦꯃꯁꯤꯡ ꯑꯁꯤꯅ ꯃꯦꯗꯤꯀꯦꯜ ꯏꯃꯦꯖꯤꯡ ꯐꯒꯠꯍꯟꯕꯗꯁꯨ ꯃꯇꯦꯡ ꯄꯥꯡꯂꯤ ꯑꯃꯁꯨꯡ ꯗꯥꯏꯒ꯭ꯅꯣꯁꯤꯁꯁꯤꯡ ꯈꯣꯡꯖꯦꯜ ꯌꯥꯡꯁꯤꯟꯍꯜꯂꯤ, ꯃꯁꯤꯅ ꯗꯣꯛꯇꯔꯁꯤꯡꯅ ꯍꯦꯟꯅ ꯑꯆꯨꯝꯕ ꯑꯃꯁꯨꯡ ꯃꯇꯝ ꯆꯥꯅ ꯋꯥꯔꯦꯞ ꯂꯧꯕ ꯌꯥꯍꯜꯂꯤ꯫ ꯆꯠꯊꯣꯛ-ꯆꯠꯁꯤꯟꯒꯤ ꯂꯝꯗ ꯑꯦ. ꯑꯥꯏ. ꯅꯥ ꯃꯁꯥꯅ ꯊꯧꯕ ꯒꯥꯔꯤꯁꯤꯡ ꯁꯦꯝꯒꯠꯄꯗ ꯑꯆꯧꯕ ꯑꯍꯣꯡꯕ ꯑꯃ ꯄꯨꯔꯛꯂꯤ꯫ ꯑꯍꯣꯡꯕ ꯑꯦꯜꯒꯣꯔꯤꯊꯝꯁꯤꯡꯅ ꯒꯥꯔꯤꯁꯤꯡꯅ ꯃꯈꯣꯏꯒꯤ ꯑꯀꯣꯏꯕꯒꯤ ꯐꯤꯕꯝ ꯈꯘꯕꯥ, ꯋꯥꯔꯦꯞ ꯂꯧꯕ ꯑꯃꯁꯨꯡ ꯇ꯭ꯔꯥꯐꯤꯛ ꯆꯠꯊꯣꯛ-ꯆꯠꯁꯤꯟ ꯇꯧꯕꯥ ꯌꯥꯍꯜꯂꯤ, ꯄꯨꯝꯅꯃꯛ ꯑꯁꯤ ꯃꯤꯑꯣꯏꯕꯒꯤ ꯏꯟꯇꯔꯚꯦꯟꯁꯟ ꯌꯥꯑꯣꯗꯅꯥ꯫ ꯇꯦꯛꯅꯣꯂꯣꯖꯤ ꯑꯁꯤꯅꯥ ꯈꯨꯗꯣꯡꯊꯤꯕꯥ ꯍꯟꯊꯍꯅꯕꯥ ꯑꯃꯁꯨꯡ ꯇ꯭ꯔꯥꯐꯤꯛ ꯐ꯭ꯂꯣ ꯐꯒꯠꯍꯟꯕꯒꯤ ꯄꯣꯇꯦꯟꯁꯤꯌꯦꯜ ꯂꯩꯔꯤ, ꯃꯁꯤꯅꯥ ꯑꯩꯈꯣꯏꯒꯤ ꯁꯍꯔꯁꯤꯡ ꯍꯦꯟꯅ ꯁꯥꯐꯕ ꯑꯃꯁꯨꯡ ꯍꯦꯟꯅ ꯏꯐꯤꯁꯤꯌꯦꯟꯇ ꯑꯣꯏꯍꯜꯂꯤ꯫ ꯍꯥꯏꯔꯤꯕꯥ ꯑꯁꯤ ꯑꯦ.